ꯃꯥꯂꯦꯝꯒꯤ ꯂꯥꯟꯖꯥꯎ ꯑꯅꯤꯁꯨꯕꯒꯤ ꯃꯔꯝ ꯁꯟꯗꯣꯛꯅꯥ ꯇꯥꯛꯄꯤꯌꯨ꯫ ꯃꯥꯂꯦꯝꯒꯤ ꯂꯥꯟꯖꯥꯎ ꯑꯅꯤꯁꯨꯕꯥ ꯑꯁꯤ ꯇ꯭ꯔꯤꯇꯤ ꯑꯣꯐ ꯕꯔꯁꯥꯏꯜ, ꯁꯦꯜ-ꯊꯨꯝꯒꯤ ꯐꯤꯕꯝ ꯐꯠꯇ꯭ꯔꯕ, ꯐꯦꯁꯤꯁ ꯑꯥꯏꯗꯤꯑꯣꯂꯣꯖꯤ ꯑꯃꯁꯨꯡ ꯑꯦꯛꯁꯄꯥꯟꯁꯟꯒꯤ ꯊꯧꯁꯤꯜꯁꯤꯡꯒꯨꯝꯕꯥ ꯋꯥꯐꯝꯁꯤꯡꯒꯤ ꯃꯔꯛꯇꯥ ꯌꯥꯎꯔꯛꯄꯗꯒꯤ ꯊꯣꯛꯈꯤꯕꯅꯤ꯫ ꯃꯥꯂꯦꯝꯒꯤ ꯑꯍꯥꯟꯕ ꯂꯥꯟꯖꯥꯎꯒꯤ ꯃꯇꯨꯡꯗꯥ ꯖꯔꯃꯅꯤꯗꯥ ꯕꯔꯁꯥꯏꯜꯒꯤ ꯇ꯭ꯔꯤꯇꯤ ꯊꯝꯈꯤ, ꯃꯗꯨꯗꯥ ꯁꯦꯜ-ꯊꯨꯝꯒꯤ ꯑꯆꯧꯕ ꯔꯤꯄ꯭ꯔꯦꯁꯟ, ꯇꯦꯔꯤꯇꯣꯔꯤ ꯂꯣꯁ ꯑꯃꯁꯨꯡ ꯃꯤꯂꯤꯇꯔꯤꯒꯤ ꯑꯊꯤꯡꯕ ꯌꯥꯎꯈꯤ꯫ ꯇ꯭ꯔꯤꯇꯤ ꯑꯁꯤ ꯖꯔꯃꯅꯤ ꯀꯌꯥꯅꯥ ꯑꯀꯟꯕꯥ ꯑꯃꯁꯨꯡ ꯂꯥꯟꯅꯥ ꯂꯝꯖꯤꯡꯕꯤꯕꯥ ꯑꯣꯏꯅꯥ ꯎꯈꯤ, ꯃꯁꯤꯅꯥ ꯅꯥꯠꯀꯤ ꯑꯣꯏꯕꯥ ꯄꯥꯔꯇꯤꯒꯤ ꯋꯥꯡꯃꯗꯥ ꯃꯇꯦꯡ ꯄꯥꯡꯒꯗꯕꯥ ꯑꯀꯤꯕꯥ ꯄꯣꯛꯍꯟꯈꯤ꯫ꯂꯤꯁꯤꯡ ꯑꯃꯥ ꯆꯥꯃꯥꯄꯟ ꯀꯨꯟꯊ꯭ꯔꯥꯒꯤ ꯃꯌꯥꯏ ꯆꯜꯂꯛꯄꯗꯥ ꯃꯥꯂꯦꯝꯒꯤ ꯑꯣꯏꯅꯥ ꯁꯦꯜ-ꯊꯨꯝꯒꯤ ꯐꯤꯚꯝ ꯐꯒꯠꯂꯛꯄꯅꯥ ꯖꯔꯃꯅꯤ ꯑꯃꯁꯨꯡ ꯑꯇꯣꯞꯄꯥ ꯂꯩꯕꯥꯛꯁꯤꯡꯗꯥ ꯇꯪꯗꯨ ꯂꯩꯇꯥꯗꯕꯥ ꯑꯃꯁꯨꯡ ꯅꯨꯡꯉꯥꯏꯇꯕꯥ ꯑꯗꯨ ꯍꯦꯟꯅꯥ ꯆꯦꯠꯁꯤꯜꯍꯟꯈꯤ꯫ ꯃꯁꯤꯒꯤ ꯐꯤꯚꯝ ꯑꯁꯤꯗꯥ ꯏꯇꯥꯂꯤ, ꯖꯔꯃꯅꯤ ꯑꯃꯁꯨꯡ ꯖꯄꯥꯟꯗ ꯐꯦꯁꯤꯁ ꯔꯥꯖ꯭ꯌꯁꯤꯡꯅꯥ ꯁꯛꯇꯤ ꯄꯥꯏꯔꯛꯈꯤ, ꯃꯈꯣꯏꯅ ꯅꯦꯁꯅꯦꯂꯤꯁ ꯑꯃꯁꯨꯡ ꯑꯦꯒ꯭ꯔꯦꯁꯤꯞ ꯑꯦꯛꯁꯄꯥꯟꯁꯟꯒꯤ ꯊꯧꯁꯤꯜꯁꯤꯡ ꯌꯣꯛꯈꯠꯈꯤ꯫ ꯖꯔꯃꯅꯤꯗꯥ ꯑꯦꯗꯣꯜꯐ ꯍꯤꯠꯂꯔꯒꯤ ꯅꯥꯠꯀꯤ ꯄꯥꯔꯇꯤꯅꯥ ꯏꯪ ꯁꯣꯛ ꯂꯤꯁꯤꯡ ꯑꯃꯒꯥ ꯆꯃꯥꯄꯟ ꯀꯨꯟꯊ꯭ꯔꯥꯍꯨꯝꯗꯣꯏꯗꯥ ꯁꯛꯇꯤ ꯄꯥꯏꯔꯛꯈꯤ, ꯃꯁꯤꯅꯥ ꯑꯥꯔꯌꯟ ꯁꯨꯄ꯭ꯔꯤꯃꯦꯁꯤꯒꯤ ꯖꯥꯇꯤꯒꯤ ꯈꯦꯟꯅꯕꯥ ꯊꯝꯂꯤꯕꯥ ꯋꯥꯈꯜꯂꯣꯟ ꯑꯃꯥ ꯌꯣꯛꯈꯠꯈꯤ, ꯃꯁꯤꯒꯤ ꯄꯥꯟꯗꯝꯗꯤ ꯖꯔꯃꯅꯤꯒꯤ ꯂꯝꯗꯝ ꯑꯁꯤ ꯂꯧꯁꯤꯟꯕꯒꯤ ꯈꯨꯠꯊꯥꯡꯗꯥ ꯄꯥꯛꯊꯣꯛ ꯆꯥꯎꯊꯣꯛꯍꯟꯕꯅꯤ꯫ ꯏꯪ ꯁꯣꯛ ꯂꯤꯁꯤꯡ ꯑꯃꯥ ꯆꯃꯥꯄꯟ ꯀꯨꯟꯊ꯭ꯔꯥꯅꯤꯄꯥꯜꯗꯥ ꯖꯔꯃꯅꯤꯅꯥ ꯑꯣꯁꯇ꯭ꯔꯤꯌꯥ ꯑꯃꯁꯨꯡ ꯆꯦꯀꯣꯁ꯭ꯂꯣꯚꯥꯀꯤꯌꯥꯒꯤ ꯁꯔꯨꯛ ꯈꯔꯕꯨ ꯂꯧꯁꯤꯟꯈꯤ ꯑꯃꯁꯨꯡ ꯁꯣꯛ ꯂꯤꯁꯤꯡ ꯑꯃꯥ ꯆꯃꯥꯄꯟ ꯀꯨꯟꯊ꯭ꯔꯥꯃꯄꯜꯗꯥ ꯖꯔꯃꯅꯤꯅꯥ ꯄꯣꯂꯦꯟꯗꯇꯥ ꯂꯥꯟꯊꯦꯡꯅꯈꯤ, ꯃꯗꯨꯅꯥ ꯃꯥꯂꯦꯝꯒꯤ ꯂꯥꯟꯖꯥꯎ ꯑꯅꯤꯁꯨꯕꯥ ꯍꯧꯗꯣꯛꯈꯤ꯫ ꯖꯄꯥꯟꯁꯨ ꯑꯦꯛꯁꯄꯥꯟꯁꯟꯒꯤ ꯊꯧꯁꯤꯜꯁꯤꯡ ꯉꯥꯛꯅꯥ ꯆꯠꯈꯤ, ꯁꯣꯛ ꯂꯤꯁꯤꯡ ꯑꯃꯥ ꯆꯃꯥꯄꯟ ꯀꯨꯟꯊ꯭ꯔꯥꯇꯔꯦꯠꯇꯥ ꯆꯥꯏꯅꯥꯗꯥ ꯆꯪꯁꯤꯜꯂꯛꯈꯤ ꯑꯃꯁꯨꯡ ꯑꯔꯣꯏꯕꯗꯥ ꯏꯪ ꯁꯣꯛ ꯂꯤꯁꯤꯡ ꯑꯃꯥ ꯆꯃꯥꯄꯟ ꯅꯤꯐꯨꯃꯊꯣꯏꯗꯥ ꯄꯦꯁꯤꯐꯤꯛ ꯂꯝꯗꯝꯗꯥ ꯂꯩꯕꯥ ꯌꯨꯅꯥꯏꯇꯦꯠ ꯁ꯭ꯇꯦꯠꯁ ꯑꯃꯁꯨꯡ ꯌꯨꯔꯣꯄꯤꯌꯟ ꯀꯣꯂꯣꯅꯤꯑꯦꯜ ꯇꯦꯔꯤꯇꯣꯔꯤꯁꯤꯡꯗꯥ ꯑꯦꯇꯦꯛ ꯇꯧꯈꯤ, ꯂꯣꯏꯁꯤꯜꯂꯛꯄꯗꯥ, ꯃꯥꯂꯦꯝꯒꯤ ꯂꯥꯟꯖꯥꯎ ꯑꯅꯤꯁꯨꯕꯒꯤ ꯃꯈꯥ ꯄꯣꯜꯂꯤꯕꯥ ꯃꯔꯝꯁꯤꯡꯗꯤ ꯃꯥꯂꯦꯝꯒꯤ ꯑꯍꯥꯟꯕ ꯂꯥꯟꯖꯥꯎꯗꯒꯤ ꯊꯣꯔꯛꯈꯤꯕ ꯑꯁꯥꯎꯕꯁꯤꯡ, ꯁꯦꯟꯃꯤꯠꯂꯣꯟꯒꯤ ꯇꯪꯗꯨ ꯂꯩꯇꯥꯗꯕ ꯑꯃꯁꯨꯡ ꯑꯦꯒ꯭ꯔꯦꯁꯤꯕ ꯑꯦꯛꯁꯄꯥꯟꯁꯅꯤꯁ ꯄꯣꯂꯤꯁꯤꯁꯤꯡꯒꯥ ꯂꯣꯏꯅꯅꯥ ꯐꯦꯁꯤꯁ ꯔꯦꯖꯤꯝꯁꯤꯡ ꯂꯥꯛꯄꯥꯗꯒꯤꯅꯤ꯫ ꯑꯐꯕꯥ ꯑꯣꯖꯥ ꯑꯃꯒꯤ ꯃꯒꯨꯟ ꯑꯍꯨꯝ ꯄꯟꯕꯤꯌꯨ꯫ ꯑꯁꯥꯎꯕꯥ: ꯑꯐꯕꯥ ꯑꯣꯖꯥ ꯑꯃꯅꯥ ꯇꯝꯕꯗꯥ ꯃꯇꯝ ꯆꯪꯏ ꯍꯥꯏꯕꯁꯤ ꯈꯪꯏ ꯑꯃꯁꯨꯡ ꯃꯤꯄꯨꯝ ꯈꯨꯗꯤꯡꯃꯛ ꯇꯣꯉꯥꯟ ꯇꯣꯉꯥꯟꯕ ꯈꯣꯡꯖꯦꯜꯗꯥ ꯇꯝꯃꯤ꯫ ꯃꯈꯣꯏꯅꯥ ꯃꯈꯣꯏꯒꯤ ꯃꯍꯩꯔꯣꯏꯁꯤꯡꯗꯥ ꯑꯁꯥꯎꯕ ꯄꯣꯛꯏ, ꯋꯥꯈꯜ ꯅꯨꯡꯉꯥꯏꯇꯕꯥ ꯅꯠꯇ꯭ꯔꯒꯥ ꯑꯁꯥꯎꯕ ꯄꯣꯛꯍꯟꯗꯅꯥ ꯋꯥꯈꯜꯂꯣꯟꯁꯤꯡ ꯑꯗꯨ ꯃꯄꯨꯡ ꯐꯥꯅꯥ ꯇꯥꯅꯕꯥ ꯑꯃꯁꯨꯡ ꯁꯟꯗꯣꯛꯅꯥ ꯇꯥꯛꯅꯕꯥ ꯃꯇꯝ ꯂꯧꯏ꯫ ꯊꯋꯥꯏ ꯌꯥꯎꯕꯥ: ꯑꯐꯕꯥ ꯑꯣꯖꯥ ꯑꯃꯅꯥ ꯃꯈꯣꯏꯒꯤ ꯍꯤꯔꯝ ꯑꯗꯨꯗꯥ ꯊꯋꯥꯏ ꯌꯥꯎꯏ ꯑꯃꯁꯨꯡ ꯃꯁꯤꯒꯤ ꯊꯋꯥꯏ ꯌꯥꯎꯕꯥ ꯑꯁꯤ ꯂꯧꯅꯒꯟꯕꯥ ꯌꯥꯏ꯫ ꯃꯈꯣꯏꯅꯥ ꯃꯈꯣꯏꯒꯤ ꯃꯍꯩꯔꯣꯏꯁꯤꯡꯕꯨ ꯃꯈꯣꯏꯅꯥ ꯇꯝꯕꯤꯔꯤꯕꯥ ꯍꯤꯔꯝ ꯑꯗꯨꯗꯥ ꯄꯨꯛꯅꯤꯡ ꯊꯧꯒꯠꯄꯥ ꯉꯝꯍꯜꯂꯤ, ꯃꯁꯤꯅꯥ ꯇꯝꯅꯕꯒꯤ ꯑꯦꯛꯁꯄ꯭ꯔꯤꯌꯦꯟꯁ ꯑꯗꯨ ꯅꯨꯡꯉꯥꯏꯕ ꯑꯃꯁꯨꯡ ꯅꯤꯡꯁꯤꯡꯅꯤꯡꯉꯥꯏ ꯑꯣꯏꯕ ꯑꯣꯏꯍꯜꯂꯤ꯫ ꯈꯪꯕꯥ ꯉꯝꯕꯥ: ꯑꯐꯕꯥ ꯑꯣꯖꯥ ꯑꯃꯅꯥ ꯃꯈꯣꯏꯒꯤ ꯍꯤꯔꯝꯒꯤ ꯃꯇꯥꯡꯗꯥ ꯈꯪꯕꯥ ꯉꯝꯃꯤ ꯑꯃꯁꯨꯡ ꯃꯈꯣꯏꯒꯤ ꯂꯝꯗꯥ ꯈ꯭ꯋꯥꯏꯗꯒꯤ ꯅꯧꯕꯥ ꯔꯤꯁꯔꯆ ꯑꯃꯁꯨꯡ ꯗꯤꯕ꯭ꯂꯞꯃꯦꯟꯇꯁꯤꯡꯒꯥ ꯂꯣꯏꯅꯅꯥ ꯃꯇꯝ ꯆꯥꯅꯥ ꯋꯥꯔꯤ ꯁꯥꯅꯩ꯫ ꯃꯁꯤꯅꯥ ꯃꯈꯣꯏꯅꯥ ꯋꯥꯍꯪꯁꯤꯡꯒꯤ ꯏꯐꯦꯛꯇꯤꯕ ꯑꯣꯏꯅꯥ ꯄꯥꯎꯈꯨꯝ ꯄꯤꯕꯥ ꯉꯝꯍꯜꯂꯤ ꯑꯃꯁꯨꯡ ꯃꯈꯣꯏꯒꯤ ꯃꯍꯩꯔꯣꯏꯁꯤꯡꯗꯥ ꯑꯆꯨꯝꯕꯥ ꯏꯟꯐꯣꯔꯃꯦꯁꯟ ꯄꯤꯕꯥ ꯉꯝꯍꯜꯂꯤ꯫